ꯃꯥꯡꯀꯥ ꯃꯥꯌꯥꯡꯂꯝꯕꯥꯝ ꯑꯁꯤ ꯚꯥꯔꯡꯀꯤ ꯃꯅꯤꯄꯨꯔꯤ ꯈꯨꯅꯨꯡ ꯏꯁꯩ ꯀ꯭ꯂꯥꯁꯤꯀꯦꯜ ꯑꯃꯁꯨꯡ ꯀꯟꯇꯦꯝꯄꯣꯔꯦꯔꯤ ꯁꯣꯡ ꯄꯔꯐꯣꯔꯃꯔ ꯑꯃꯗꯤ ꯄꯦꯅꯥ ꯈꯣꯡꯕ ꯃꯤꯑꯣꯏ ꯑꯃꯅꯤ꯫ ꯃꯍꯥꯛ ꯑꯁꯤ ꯏꯝꯐꯥꯜꯗꯥ ꯄꯥꯡꯊꯣꯛꯀꯗꯧꯔꯤꯕꯥ ꯃꯉꯥꯁꯨꯕꯥ ꯃꯅꯤꯄꯨꯔ ꯏꯟꯇꯔꯅꯦꯁ꯭ꯅꯦꯜ ꯄꯣꯂꯣ ꯇꯨꯔꯅꯥꯃꯦꯟꯠꯀꯤ ꯍꯧꯗꯣꯛꯄꯒꯤ ꯊꯤꯝ ꯏꯁꯩ ꯍꯥꯗꯥ ꯁꯃꯥꯗꯣꯟ ꯑꯌꯥꯡꯕꯥ ꯑꯃꯁꯨꯡ ꯃꯣꯏꯔꯥꯡ ꯁꯥꯏ ꯑꯦ ꯅꯨꯄꯤꯒꯤ ꯕꯦꯜꯂꯦꯗꯀꯤꯗꯃꯛ ꯈ꯭ꯋꯥꯏꯗꯒꯤ ꯃꯃꯤꯡ ꯆꯠꯂꯤ꯫ ꯃꯍꯥꯛ ꯑꯁꯤ ꯍꯧꯖꯤꯛ ꯂꯩꯔꯤꯕꯥ ꯃꯤꯔꯣꯜꯒꯤ ꯃꯔꯛꯇꯥ ꯃꯩꯇꯩ ꯐꯣꯛ ꯃ꯭ꯌꯨꯖꯤꯛꯀꯤ ꯏꯅꯥꯛ ꯈꯨꯜꯂꯕꯥ ꯆꯠꯅꯕꯤ ꯃꯔꯨ ꯑꯣꯏꯅꯥ ꯃꯣꯏꯔꯥꯡ ꯁꯥꯏ ꯄꯦꯅꯥꯒꯤ ꯂꯝꯁꯤꯡ ꯉꯥꯛꯇꯨꯅꯥ ꯊꯝꯂꯤꯕꯥ ꯑꯥꯔꯇꯤꯁ꯭ꯠ ꯈꯔꯒꯤ ꯃꯅꯨꯡꯗꯥ ꯑꯃꯅꯤ꯫ ꯃꯍꯥꯛꯀꯤ ꯑꯆꯧꯕ ꯀꯟꯇ꯭ꯔꯤꯕ꯭ꯌꯨꯁꯟ ꯑꯃꯗꯤ ꯃꯍꯥꯛꯅꯥ ꯅꯍꯥ ꯑꯣꯏꯔꯤꯕꯥ ꯅꯨꯄꯥꯃꯆꯥ ꯑꯃꯁꯨꯡ ꯅꯨꯄꯤꯃꯆꯥ ꯀꯌꯥꯕꯨ ꯃꯅꯤꯄꯨꯔꯤ ꯐꯣꯛ ꯑꯃꯁꯨꯡ ꯇ꯭ꯔꯦꯗꯤꯁ꯭ꯅꯦꯜ ꯃ꯭ꯌꯨꯖꯤꯛꯇꯥ ꯇ꯭ꯔꯦꯅꯤꯡ ꯄꯤꯕꯅꯤ꯫ ꯃꯍꯥꯛ ꯑꯁꯤ ꯏꯟꯁꯄꯤꯔꯦꯁꯟ ꯑꯃꯅꯤ ꯅꯍꯥ ꯀꯌꯥꯒꯤꯗꯃꯛ ꯔꯣꯜ ꯃꯣꯗꯦꯜ ꯑꯃꯅꯤ꯫ ꯃꯍꯥꯛ ꯑꯁꯤ ꯂꯤꯁꯤꯡ ꯑꯅꯤ ꯇꯔꯥꯃꯔꯤꯗ ꯀꯣꯂꯝꯕꯣꯗꯥ ꯄꯥꯡꯊꯣꯛꯈꯤꯕꯥ ꯑꯦꯁꯤꯌꯥ ꯄꯦꯁꯤꯐꯤꯛ ꯕ꯭ꯔꯣꯗꯀꯥꯁꯇꯤꯡ ꯌꯨꯅꯤꯌꯟ ꯔꯦꯗꯤꯑꯣ ꯁꯣꯡ ꯐꯦꯁꯇꯤꯕꯦꯜꯗꯥ ꯚꯥꯔꯠꯀꯤ ꯃꯤꯍꯨꯠ ꯑꯣꯏꯅꯥ ꯑꯍꯥꯟꯕꯥ ꯁꯣꯂꯣ ꯄꯔꯐꯣꯔꯃꯔꯅꯤ꯫ ꯃꯍꯥꯛ ꯑꯁꯤ ꯑꯣꯜ ꯏꯟꯗꯤꯌꯥ ꯔꯦꯗꯤꯑꯣ ꯏꯝꯐꯥꯜꯒꯤ ꯈ꯭ꯋꯥꯏꯗꯒꯤ ꯅꯍꯥ ꯑꯣꯏꯔꯤꯕꯥ ꯑꯦ ꯒ꯭ꯔꯦꯗ ꯐꯣꯛ ꯁꯩꯁꯛꯄꯤꯅꯤ꯫ ꯄꯔꯐꯣꯃꯤꯡ ꯑꯥꯔꯠꯁꯀꯤ ꯂꯝꯗꯥ ꯐꯪꯈꯤꯕꯥ ꯇꯝꯈꯤꯕꯁꯤꯡ ꯃꯥꯡꯀꯥꯅꯥ ꯃꯅꯤꯄꯨꯔꯤ ꯐꯣꯛ ꯃ꯭ꯌꯨꯖꯤꯛꯀꯤ ꯂꯧꯁꯤꯡ ꯑꯗꯨ ꯃꯍꯥꯛꯀꯤ ꯃꯄꯥꯗꯒꯤ ꯑꯉꯥꯡ ꯑꯣꯏꯔꯤꯉꯩꯗꯒꯤ ꯍꯧꯅꯥ ꯂꯧꯁꯤꯟꯈꯤ꯫ ꯁꯦꯃꯤꯅꯥꯔ ꯑꯃꯁꯨꯡ ꯀꯟꯐꯔꯦꯟꯁꯁꯤꯡ ꯋꯨꯃꯦꯟ ꯑꯣꯐ ꯁꯕꯁ꯭ꯇꯦꯟꯁ ꯅꯣꯔꯊ ꯏꯁ꯭ꯠ ꯋꯨꯃꯦꯟ ꯅꯦꯠꯋꯥꯔꯛ ꯒ꯭ꯔꯨꯞ ꯐꯣꯛ ꯃꯤꯎꯖꯤꯛꯀꯤ ꯍꯤꯂꯤꯡ ꯄꯥꯋꯔ ꯗꯤ ꯑꯥꯔꯠ ꯑꯣꯐ ꯂꯤꯚꯤꯡ ꯋꯨꯃꯦꯟ ꯏꯟ ꯃꯤꯎꯖꯤꯛ ꯖꯨꯕꯥꯟ ꯍꯥꯏꯅꯔꯤꯆ ꯕꯣꯜ ꯁ꯭ꯇꯤꯐꯇꯨꯡ ꯀꯜꯆꯔ ꯑꯣꯐ ꯄꯤꯁ ꯃ꯭ꯌꯨꯖꯤꯛ ꯑꯦꯛꯀ꯭ꯔꯣꯁ ꯕꯥꯎꯟꯗꯔꯤꯖ ꯖꯨꯕꯥꯟ ꯍꯥꯌꯅꯔꯤꯆ ꯕꯣꯜ ꯁ꯭ꯇꯤꯐꯇꯨꯡ ꯀꯜꯆꯔ ꯑꯣꯐ ꯄꯤꯁ ꯅꯣꯔꯊ ꯏꯁ꯭ꯇꯀꯤ ꯁꯤꯡꯒꯤꯡ ꯁꯦꯟꯁꯁꯀꯥ ꯎꯅꯕꯤꯌꯨ ꯏꯅꯁꯥꯏꯗ ꯅꯣꯔꯊꯏꯁ꯭ꯠ ꯋꯨꯃꯦꯟ ꯏꯟ ꯃꯤꯎꯖꯤꯛ ꯑꯥꯔꯠ ꯃꯦꯀꯤꯡ ꯐꯦꯃꯤꯂꯤ ꯁꯤꯁ꯭ꯇꯔ ꯔꯦꯗꯤꯑꯣ ꯑꯥꯏꯔꯤꯁ ꯄ꯭ꯔꯣꯒ꯭ꯔꯥꯝ ꯚꯥꯔꯠꯀꯤ ꯑꯋꯥꯡ ꯅꯣꯡꯄꯣꯛ ꯔꯥꯖ꯭ꯌꯁꯤꯡꯗꯒꯤ ꯖꯄꯥꯟ ꯐꯥꯎꯕꯥ ꯅꯍꯥ ꯑꯣꯏꯔꯤꯕꯥ ꯇꯦꯂꯦꯟꯠ ꯖꯄꯥꯟꯒꯤ ꯑꯦꯝꯕꯦꯁꯤꯅꯥ ꯂꯤꯁꯤꯡ ꯑꯅꯤ ꯇꯔꯥ ꯇꯔꯦꯠꯇꯥ ꯇꯣꯀꯤꯑꯣ ꯑꯃꯁꯨꯡ ꯍꯤꯔꯣꯁꯤꯃꯥꯗꯥ ꯃꯅꯤꯄꯨꯔꯒꯤ ꯃꯤꯍꯨꯠ ꯑꯣꯏꯈꯤ꯫ ꯄꯨꯊꯣꯛꯈꯤꯕ ꯑꯃꯁꯨꯡ ꯐꯣꯡꯈꯤꯕꯁꯤꯡ ꯆꯛꯄꯥ ꯐꯥꯌꯦꯡꯒꯤ ꯈꯣꯝꯂꯥꯡ ꯂꯃꯟ ꯁꯤꯡꯕꯥ ꯊꯧꯔꯝꯗꯥ ꯗꯤꯖꯤꯇꯦꯜ ꯄ꯭ꯔꯣꯗꯛꯁꯟ ꯑꯃꯥ ꯑꯣꯏꯔꯤꯕꯥ ꯈꯣ ꯏꯟ ꯄ꯭ꯂꯦ ꯗꯤ ꯄꯦꯅꯥ ꯗꯤ ꯁꯉꯥꯏ ꯑꯦꯛꯁꯄ꯭ꯔꯦꯁ ꯂꯤꯁꯤꯡ ꯑꯅꯤ ꯀꯨꯟꯗꯥ ꯐꯣꯡꯕꯥ ꯋꯥꯔꯣꯜ ꯑꯃꯅꯤ꯫